ꯑꯩꯍꯥꯛꯅ ꯑꯩꯍꯥꯛꯀꯤ ꯏꯆꯤꯜ-ꯏꯅꯥꯎꯁꯤꯡꯒ ꯂꯣꯏꯅꯅ ꯄꯤꯛꯅꯤꯛ ꯆꯠꯄ ꯄꯥꯝꯈꯤ꯫ ꯅꯨꯃꯤꯠꯀꯤ ꯃꯉꯥꯜꯅ ꯊꯜꯂꯕ ꯅꯨꯃꯤꯠ ꯑꯃꯅꯤ ꯑꯃꯁꯨꯡ ꯑꯩꯅ ꯑꯩꯒꯤ ꯏꯆꯤꯜ-ꯏꯅꯥꯑꯎꯁꯤꯡꯒ ꯂꯣꯏꯅꯅ ꯐꯖꯔꯕ ꯅꯣꯡꯖꯨ-ꯅꯨꯡꯁꯥꯒꯤ ꯅꯨꯡꯉꯥꯏꯕ ꯂꯧꯅꯕ ꯄꯤꯛꯅꯤꯛ ꯆꯠꯄ ꯄꯥꯝꯈꯤ꯫ ꯑꯩꯈꯣꯏꯒꯤ ꯅꯨꯡꯇꯤꯒꯤ ꯊꯕꯛ ꯊꯧꯔꯝꯁꯤꯡꯗꯒꯤ ꯕ꯭ꯔꯦꯛ ꯑꯃ ꯂꯧꯔꯒ ꯏꯆꯤꯜ-ꯏꯅꯥꯑꯎꯁꯤꯡꯒ ꯂꯣꯏꯅꯅ ꯄꯤꯛꯅꯤꯛ ꯑꯃꯗ ꯃꯇꯝ ꯈꯔ ꯂꯦꯞꯄ ꯑꯁꯤ ꯅꯨꯡꯉꯥꯏꯕ ꯑꯣꯏꯒꯅꯤ ꯍꯥꯏꯅ ꯑꯩꯅ ꯈꯜꯂꯝꯃꯤ꯫ ꯑꯁꯦꯡꯕ ꯅꯨꯡꯁꯤꯠ ꯑꯃꯁꯨꯡ ꯃꯌꯦꯛ ꯁꯦꯡꯕ ꯑꯇꯤꯌꯥꯅ ꯑꯩꯒꯤ ꯏꯆꯤꯜ-ꯏꯅꯥꯑꯎꯁꯤꯡꯒ ꯂꯣꯏꯅꯅ ꯄꯤꯛꯅꯤꯛ ꯆꯠꯇꯨꯅ ꯀꯥꯎꯔꯣꯏꯗꯕ ꯅꯤꯡꯁꯤꯡꯅꯤꯡꯉꯥꯏ ꯑꯣꯏꯕ ꯈꯔ ꯁꯦꯝꯒꯠꯄꯒꯤ ꯋꯥꯈꯜꯂꯣꯟ ꯑꯗꯨ ꯊꯦꯡꯅꯕ ꯉꯃꯈꯤꯗꯦ꯫ ꯑꯄꯤꯀꯄ ꯕꯤꯖꯤꯅꯦꯁ ꯑꯣꯅꯔꯁꯤꯡꯒꯤꯗꯃꯛꯇ ꯗꯤꯚꯦꯂꯞꯃꯦꯟꯇ ꯁ꯭ꯇꯔꯥꯇꯦꯖꯤ ꯃꯉꯥꯒꯤ ꯂꯤꯁꯠ ꯑꯃ ꯁꯦꯝꯕ- ꯃꯥꯔꯀꯦꯠ ꯔꯤꯁꯔꯆ ꯄꯥꯡꯊꯣꯛꯄ: ꯑꯄꯤꯛꯄ ꯕꯤꯖꯤꯅꯦꯁ ꯑꯣꯅꯔꯁꯤꯡꯅ ꯃꯈꯣꯒꯤ ꯀꯁꯇꯃꯔ ꯕꯦꯖ, ꯃꯈꯣꯏꯒꯤ ꯀꯝꯄꯤꯇꯤꯇꯔꯁꯤꯡ, ꯑꯃꯁꯨꯡ ꯈ꯭ꯋꯥꯏꯗꯒꯤ ꯅꯧꯕ ꯏꯟꯗꯁꯇ꯭ꯔꯤꯒꯤ ꯇ꯭ꯔꯦꯟꯗꯁꯤꯡꯒꯤ ꯃꯇꯥꯡꯗ ꯏꯟꯐꯣꯔꯃꯦꯁꯟ ꯈꯣꯝꯖꯤꯟꯗꯨꯅ ꯋꯥꯈꯜ ꯇꯥꯕ ꯋꯥꯔꯦꯞ ꯂꯧꯕ ꯑꯃꯁꯨꯡ ꯍꯦꯟꯅ ꯐꯕ ꯕꯤꯖꯤꯅꯦꯁ ꯁꯇ꯭ꯔꯦꯇꯦꯖꯤꯁꯤꯡ ꯁꯦꯝꯒꯠꯄ ꯌꯥꯏ꯫ ꯁꯣꯁꯤꯌꯦꯜ ꯃꯤꯗꯤꯌꯥ ꯁꯤꯖꯤꯟꯅꯕ: ꯑꯆꯦꯠꯄ ꯁꯣꯁꯤꯑꯦꯜ ꯃꯤꯗꯤꯌꯥ ꯄ꯭ꯔꯦꯖꯦꯟꯁ ꯑꯃꯅ ꯑꯅꯧꯕ ꯀꯁꯇꯃꯔꯁꯤꯡ ꯄꯨꯛꯅꯤꯡ ꯆꯤꯡꯁꯤꯟꯕ ꯉꯝꯒꯅꯤ ꯑꯃꯁꯨꯡ ꯕ꯭ꯔꯥꯟꯗ ꯑꯦꯋꯦꯌꯔꯅꯦꯁ ꯍꯦꯟꯒꯠꯍꯟꯕ ꯉꯝꯒꯅꯤ꯫ ꯕꯤꯖꯤꯅꯦꯁ ꯑꯣꯅꯔꯁꯤꯡꯅ ꯃꯈꯣꯏꯒꯤ ꯄꯣꯠꯊꯣꯛꯁꯤꯡ ꯅꯠꯇ꯭ꯔꯒ ꯁꯔꯚꯤꯁꯁꯤꯡ ꯄ꯭ꯔꯃꯣꯠ ꯇꯧꯅꯕ ꯑꯃꯁꯨꯡ ꯃꯈꯣꯏꯒꯤ ꯑꯣꯗꯤꯑꯣꯁꯤꯡꯒ ꯋꯥꯔꯤ ꯁꯥꯅꯅꯕ ꯐꯦꯁꯕꯨꯛ, ꯇ꯭ꯋꯤꯇꯔ, ꯑꯃꯁꯨꯡ ꯏꯟꯁꯇꯒ꯭ꯔꯥꯝꯒꯨꯝꯕ ꯄ꯭ꯂꯦꯠꯐꯣꯔꯝꯁꯤꯡ ꯁꯤꯖꯤꯟꯅꯕ ꯌꯥꯒꯅꯤ꯫ ꯑꯐꯕ ꯀꯁꯇꯃꯔ ꯁꯔꯚꯤꯁ ꯄꯤꯕ: ꯀꯁꯇꯃꯔꯁꯤꯡ ꯊꯝꯅꯕ ꯑꯃꯁꯨꯡ ꯊꯥꯖꯕ ꯌꯥꯕ ꯐꯣꯂꯣꯋꯤꯡ ꯑꯃ ꯁꯦꯝꯒꯠꯅꯕ ꯑꯄꯤꯛꯄ ꯕꯤꯖꯤꯅꯦꯁꯁꯤꯡꯒꯤꯗꯃꯛꯇ ꯃꯁꯛ ꯊꯣꯛꯄ ꯀꯁꯇꯃꯔ ꯁꯔꯚꯤꯁ ꯄꯤꯕ ꯑꯁꯤ ꯌꯥꯝꯅ ꯃꯔꯨꯑꯣꯏ꯫ ꯕꯤꯖꯤꯅꯦꯁ ꯑꯣꯅꯔꯁꯤꯡꯅ ꯌꯥꯝꯅ ꯊꯨꯅ ꯑꯃꯁꯨꯡ ꯊꯥꯖꯕ ꯌꯥꯕ ꯁꯔꯚꯤꯁ ꯄꯤꯕꯗ ꯃꯤꯠꯌꯦꯡ ꯆꯪꯒꯗꯕꯅꯤ꯫ ꯀꯁꯇꯃꯔꯁꯤꯡꯅ ꯍꯪꯂꯛꯄ ꯋꯥꯍꯪꯁꯤꯡ ꯑꯃꯁꯨꯡ ꯋꯥꯀꯠꯁꯤꯡꯒꯤ ꯄꯥꯎꯈꯨꯝ ꯄꯤꯒꯗꯕꯅꯤ ꯑꯃꯁꯨꯡ ꯀꯁꯇꯃꯔꯁꯤꯡꯒꯤ ꯑꯦꯛꯁꯄꯦꯛꯇꯦꯁꯟꯁꯤꯡꯗꯒꯤ ꯍꯦꯟꯅ ꯆꯠꯄꯗ ꯃꯤꯠꯌꯦꯡ ꯊꯝꯒꯗꯕꯅꯤ꯫ ꯑꯇꯣꯞꯄꯁꯤꯡꯒ ꯄꯨꯟꯅ ꯊꯕꯛ ꯇꯧꯃꯤꯟꯅꯕ: ꯑꯄꯤꯛꯄ ꯕꯤꯖꯤꯅꯦꯁꯁꯤꯡꯅ ꯑꯇꯣꯞꯄ ꯕꯤꯖꯤꯅꯦꯁꯁꯤꯡ ꯅꯠꯇ꯭ꯔꯒ ꯃꯤꯑꯣꯏꯁꯤꯡꯒ ꯄꯥꯔꯠꯅꯔꯁꯤꯞ ꯇꯧꯕꯗꯒꯤ ꯀꯥꯟꯅꯕ ꯐꯪꯒꯅꯤ꯫ ꯄꯨꯟꯅ ꯊꯕꯛ ꯇꯧꯃꯤꯟꯅꯕꯅ ꯑꯦꯛꯁꯄꯣꯖꯔ ꯍꯦꯟꯕ, ꯀꯁ꯭ꯇꯃꯔ ꯍꯦꯟꯒꯠꯍꯟꯕ, ꯑꯃꯁꯨꯡ ꯄꯣꯠꯊꯣꯛ ꯅꯠꯇ꯭ꯔꯒ ꯁꯔꯚꯤꯁꯁꯤꯡ ꯐꯒꯠꯍꯟꯕ ꯉꯝꯒꯅꯤ꯫ ꯇꯦꯛꯅꯣꯂꯣꯖꯤ ꯏꯝꯄ꯭ꯂꯤꯃꯦꯟꯇ ꯇꯧꯕ: ꯇꯦꯛꯅꯣꯂꯣꯖꯤꯅ ꯕꯤꯖꯤꯅꯦꯁ ꯑꯣꯄꯔꯦꯁꯟꯁꯤꯡ ꯂꯥꯏꯊꯣꯛꯍꯟꯕ ꯉꯝꯒꯅꯤ꯫ ꯑꯄꯤꯀꯄ ꯕꯤꯖꯤꯅꯦꯁ ꯑꯣꯅꯔꯁꯤꯡꯅ ꯏꯐꯤꯁꯤꯑꯦꯟꯁꯤ ꯍꯦꯟꯒꯠꯍꯟꯅꯕ ꯑꯃꯁꯨꯡ ꯃꯃꯜ ꯍꯟꯊꯍꯟꯅꯕ ꯀ꯭ꯂꯥꯎꯗꯇ ꯌꯨꯝꯐꯝ ꯑꯣꯏꯕ ꯁꯣꯐꯠꯋꯦꯌꯔ, ꯃꯣꯕꯥꯏꯜ ꯑꯦꯄ꯭ꯂꯤꯀꯦꯁꯟꯁꯤꯡ, ꯑꯃꯁꯨꯡ ꯑꯣꯇꯣꯃꯦꯁꯟ ꯇꯦꯛꯅꯣꯂꯣꯖꯤꯒꯨꯝꯕ ꯈꯨꯠꯂꯥꯏꯁꯤꯡ ꯁꯤꯖꯤꯟꯅꯅꯕ ꯈꯟꯒꯗꯕꯅꯤ꯫ ꯁꯃꯨꯗ꯭ꯔ ꯑꯃꯕꯨ ꯐꯣꯡꯗꯣꯛꯂꯤꯕ ꯃꯦꯇꯥꯐꯣꯔ ꯑꯅꯤ ꯏꯕꯤꯌꯨ꯫ ꯁꯃꯨꯗ꯭ꯔ ꯑꯁꯤ ꯃꯁꯛ ꯊꯣꯛꯄ ꯅꯤꯜ ꯈꯣꯡꯎꯞ ꯑꯃꯅꯤ, ꯃꯁꯤꯅ ꯄ꯭ꯔꯤꯊꯤꯕꯤ ꯑꯁꯤꯕꯨ ꯇꯞꯅ ꯇꯞꯅ ꯉꯥꯛꯊꯣꯛꯏ ꯑꯃꯁꯨꯡ ꯃꯁꯤꯒꯤ ꯔꯤꯗꯃꯤꯛ ꯃꯣꯁꯟꯁꯤꯡꯅ ꯉꯥꯛꯊꯣꯛꯏ꯫ ꯁꯃꯨꯗ꯭ꯔ ꯑꯁꯤ ꯁꯛꯇꯤ ꯂꯩꯕ ꯃꯁꯛ ꯑꯃꯅꯤ꯫ ꯍꯤꯡꯂꯤꯕ, ꯁꯣꯔ ꯍꯣꯟꯕ ꯉꯝꯕ ꯄꯣꯠꯁꯛ ꯑꯃꯒꯨꯝ, ꯃꯁꯤꯅ ꯃꯁꯥꯒꯤ ꯊꯥꯖꯗꯕ ꯋꯥꯈꯜꯂꯣꯟꯁꯤꯡꯒ ꯂꯣꯏꯅꯅ ꯄꯤꯕ ꯑꯃꯁꯨꯡ ꯂꯧꯊꯣꯛꯄ ꯑꯅꯤꯃꯛ ꯉꯝꯒꯅꯤ꯫